ꯌꯨꯅꯥꯏꯇꯦꯗ ꯁ꯭ꯇꯦꯠꯁꯀꯤ ꯍꯧꯖꯤꯛꯀꯤ ꯑꯣꯏꯔꯤꯕꯥ ꯁꯦꯟꯃꯤꯠꯂꯣꯟꯒꯤ ꯐꯤꯚꯝ ꯑꯁꯤ ꯑꯀꯟꯕꯥ ꯅꯣꯡꯖꯨ-ꯅꯨꯡꯁꯥꯒꯤ ꯐꯤꯚꯝ ꯑꯃꯥ ꯃꯥꯌꯣꯛꯅꯔꯤꯕꯥ ꯕꯥꯒꯥꯟ ꯑꯃꯅꯤ ꯍꯥꯏꯅꯥ ꯐꯣꯡꯗꯣꯛꯄꯥ ꯌꯥꯏ꯫ ꯂꯥꯏꯆꯠ ꯑꯁꯤꯅꯥ ꯃꯇꯝ ꯑꯃꯗꯥ ꯕꯥꯒꯥꯟ ꯑꯁꯤꯗꯥ ꯅꯣꯡ ꯀꯟꯅꯥ ꯆꯨꯕꯥ ꯑꯃꯁꯨꯡ ꯅꯣꯡꯂꯩ-ꯅꯨꯡꯁꯤꯠ ꯄꯨꯔꯛꯄꯅꯥ ꯃꯔꯝ ꯑꯣꯏꯗꯨꯅꯥ ꯃꯍꯩ-ꯃꯔꯣꯡꯁꯤꯡ ꯊꯨꯝꯖꯤꯜꯂꯤ, ꯃꯍꯩ-ꯃꯔꯣꯡꯁꯤꯡ ꯃꯔꯥꯡ ꯀꯥꯏꯅꯥ ꯊꯣꯛꯍꯟꯗꯦ ꯑꯃꯁꯨꯡ ꯎꯄꯥꯜꯁꯤꯡꯅꯥ ꯃꯈꯣꯏꯒꯤ ꯃꯅꯥ-ꯃꯁꯤꯡ ꯃꯥꯡꯍꯜꯂꯤ꯫ ꯕꯥꯒꯥꯟꯒꯤ ꯃꯤꯑꯣꯏ ꯑꯁꯤꯅꯥ ꯄꯥꯝꯕꯤꯁꯤꯡ ꯑꯁꯤ ꯉꯥꯛꯊꯣꯛꯅꯕꯥ ꯂꯦꯞꯄꯥ ꯂꯩꯇꯅꯥ ꯊꯕꯛ ꯇꯧꯗꯨꯅꯥ ꯂꯥꯛꯂꯤ, ꯃꯈꯣꯏꯕꯨ ꯀꯝꯕꯜꯁꯤꯡꯅꯥ ꯀꯨꯄꯁꯤꯟꯗꯨꯅꯥ ꯑꯃꯁꯨꯡ ꯑꯍꯦꯟꯕꯥ ꯃꯆꯤꯟꯖꯥꯛꯁꯤꯡ ꯄꯤꯗꯨꯅꯥ ꯂꯥꯛꯂꯤ, ꯑꯗꯨꯕꯨ ꯕꯥꯒꯥꯟꯒꯤ ꯁꯔꯨꯛ ꯈꯔꯗꯥ ꯍꯧꯖꯤꯛ ꯐꯥꯎꯕꯥ ꯑꯃꯥꯡ-ꯑꯇꯥ ꯊꯣꯛꯈꯤ꯫ ꯑꯗꯨꯕꯨ ꯊꯥꯒꯤ ꯈꯣꯡꯆꯠ ꯂꯥꯛꯄꯒꯥ ꯂꯣꯏꯅꯅꯥ ꯑꯅꯧꯕꯥ ꯒ꯭ꯔꯣꯠꯀꯤ ꯈꯨꯗꯝꯁꯤꯡ ꯂꯥꯛꯄꯥ ꯍꯧꯔꯦ꯫ ꯕꯥꯒꯥꯟꯒꯤ ꯃꯤꯑꯣꯏ ꯑꯗꯨꯗꯒꯤ ꯃꯈꯥ ꯇꯥꯅꯥ ꯌꯦꯡꯁꯤꯟꯕꯥ ꯑꯃꯁꯨꯡ ꯄꯨꯛꯅꯤꯡ ꯆꯪꯕꯅꯥ ꯕꯥꯒꯥꯟ ꯑꯁꯤ ꯑꯃꯨꯛ ꯍꯟꯅꯥ ꯐꯨꯝꯕꯒꯤ ꯄꯣꯇꯦꯟꯁꯤꯌꯦꯜ ꯂꯩ꯫ ꯏꯀꯣꯅꯣꯃꯤ ꯑꯃꯗꯥ ꯇꯦꯛꯁꯀꯤ ꯊꯧꯗꯥꯡ ꯑꯗꯨ ꯐꯣꯡꯗꯣꯛꯄꯤꯌꯨ꯫ ꯏꯀꯣꯅꯣꯃꯤ ꯑꯃꯒꯤ ꯊꯕꯛ ꯊꯧꯔꯝꯗꯥ ꯇꯦꯛꯁꯀꯤ ꯃꯔꯨꯑꯣꯏꯕꯥ ꯊꯧꯗꯥꯡ ꯂꯧꯔꯤ꯫ ꯈ꯭ꯋꯥꯏꯗꯒꯤ ꯃꯔꯨ ꯑꯣꯏꯕꯥ ꯊꯥꯛꯇꯥ ꯇꯦꯛꯁꯅꯥ ꯁꯔꯀꯥꯔꯗꯥ ꯏꯟꯐ꯭ꯔꯥꯁꯇ꯭ꯔꯛꯆꯔ ꯁꯦꯝꯒꯠꯄꯥ ꯑꯃꯁꯨꯡ ꯁꯦꯟꯅꯕꯒꯤ ꯊꯕꯛ, ꯃꯤꯌꯥꯝꯒꯤ ꯃꯍꯩ-ꯃꯁꯤꯡ ꯑꯃꯁꯨꯡ ꯍꯦꯜꯀꯦꯌꯔ ꯐꯪꯍꯟꯕꯥ, ꯑꯃꯁꯨꯡ ꯅꯦꯁꯅꯦꯜ ꯁꯦꯀ꯭ꯌꯨꯔꯤꯇꯤ ꯁꯣꯏꯗꯅꯥ ꯐꯪꯍꯟꯕꯥ ꯑꯁꯤꯅꯆꯤꯡꯕꯥ ꯇꯉꯥꯏ ꯐꯗꯕꯥ ꯊꯕꯛꯁꯤꯡ ꯑꯃꯁꯨꯡ ꯁꯔꯕꯤꯁꯁꯤꯡ ꯄꯥꯡꯊꯣꯛꯅꯕꯥ ꯃꯊꯧ ꯇꯥꯕꯥ ꯁꯦꯟꯊꯣꯛ ꯑꯗꯨ ꯐꯪꯍꯜꯂꯤ꯫ ꯇꯦꯛꯁ ꯌꯥꯎꯗꯅꯥ ꯁꯔꯀꯥꯔꯗꯥ ꯃꯔꯨꯑꯣꯏꯕꯥ ꯄ꯭ꯔꯣꯒ꯭ꯔꯥꯝꯁꯤꯡ ꯑꯁꯤꯕꯨ ꯃꯇꯦꯡ ꯄꯥꯡꯅꯕꯥ ꯃꯊꯧ ꯇꯥꯕꯥ ꯐꯟꯗ ꯂꯩꯔꯝꯂꯣꯏ꯫ ꯔꯦꯚꯤꯅ꯭ꯌꯨ ꯄꯤꯕꯇꯥ ꯅꯠꯇꯅꯥ ꯇꯦꯛꯁ ꯑꯁꯤ ꯁꯦꯟ-ꯊꯨꯝꯒꯤ ꯂꯝꯆꯠ-ꯁꯥꯖꯠꯇꯥ ꯏꯊꯤꯜ ꯄꯤꯅꯕꯒꯤ ꯈꯨꯠꯂꯥꯏ ꯑꯃꯥ ꯑꯣꯏꯅꯥꯁꯨ ꯁꯤꯖꯤꯟꯅꯕꯥ ꯌꯥꯏ꯫ ꯑꯀꯛꯅꯕꯥ ꯊꯕꯛ ꯊꯧꯔꯝꯁꯤꯡꯗꯥ ꯇꯦꯛꯁ ꯂꯧꯗꯨꯅꯥ, ꯈꯨꯗꯝ ꯑꯣꯏꯅꯥ ꯇꯝꯕꯥ ꯅꯠꯇ꯭ꯔꯒꯥ ꯌꯨꯒꯨꯝꯕꯥ ꯅꯦꯒꯦꯇꯤꯕ ꯑꯦꯛꯁꯇꯔꯅꯦꯂꯤꯇꯤ ꯂꯩꯕꯥ ꯄꯣꯠꯂꯝꯁꯤꯡ ꯁꯤꯖꯤꯟꯅꯕꯅꯥ ꯁꯔꯀꯥꯔꯅꯥ ꯃꯈꯣꯏꯕꯨ ꯁꯤꯖꯤꯟꯅꯕꯗꯥ ꯄꯨꯛꯅꯤꯡ ꯊꯧꯒꯠꯄꯥ ꯌꯥꯏ ꯑꯃꯁꯨꯡ ꯃꯈꯣꯏꯒꯥ ꯃꯔꯤ ꯂꯩꯅꯕꯥ ꯈꯨꯟꯅꯥꯏꯒꯤ ꯑꯣꯏꯕꯥ ꯃꯃꯜꯁꯤꯡ ꯑꯗꯨ ꯂꯣꯏꯁꯤꯟꯕꯗꯥ ꯃꯇꯦꯡ ꯄꯥꯡꯕꯥ ꯌꯥꯏ꯫ ꯇꯦꯛꯁꯁꯤꯡ ꯑꯁꯤ ꯏꯀꯣꯅꯣꯃꯤꯛ ꯒ꯭ꯔꯣꯠ ꯄ꯭ꯔꯃꯣꯠ ꯇꯧꯕꯥ ꯑꯃꯁꯨꯡ ꯏꯟꯀꯝ ꯏꯟꯀ꯭ꯂꯨꯁꯤꯕꯇꯤ ꯍꯟꯊꯍꯟꯕꯗꯁꯨ ꯁꯤꯖꯤꯟꯅꯕꯥ ꯌꯥꯏ꯫ ꯈꯨꯗꯝ ꯑꯣꯏꯅꯥ, ꯄ꯭ꯔꯣꯒ꯭ꯔꯦꯁꯤꯞ ꯇꯦꯛꯁ ꯁꯤꯁꯇꯦꯝꯁꯤꯡ, ꯃꯐꯝ ꯑꯗꯨꯗꯥ ꯁꯦꯜ ꯌꯥꯝꯅꯥ ꯇꯥꯟꯕꯥ ꯃꯤꯑꯣꯏꯁꯤꯡꯅꯥ ꯃꯈꯣꯏꯒꯤ ꯏꯟꯀꯃꯒꯤ ꯆꯥꯗꯥ ꯍꯦꯟꯅꯥ ꯇꯦꯛꯁ ꯊꯤꯔꯤ, ꯃꯁꯤꯅꯥ ꯁꯦꯜ-ꯊꯨꯝ ꯑꯃꯨꯛ ꯍꯟꯅꯥ ꯌꯦꯟꯊꯣꯛꯄꯗꯥ ꯃꯇꯦꯡ ꯄꯥꯡꯒꯅꯤ ꯑꯃꯁꯨꯡ ꯁꯦꯜ ꯌꯥꯝꯅꯥ ꯇꯥꯟꯕꯥ ꯑꯃꯁꯨꯡ ꯂꯥꯏꯔꯕꯁꯤꯡꯒꯤ ꯃꯔꯛꯇꯥ ꯂꯩꯔꯤꯕꯥ ꯈꯦꯠꯅꯕꯥ ꯍꯟꯊꯍꯟꯕꯥ ꯉꯝꯒꯅꯤ꯫ ꯇꯦꯛꯁ ꯏꯟꯁꯦꯟꯇꯤꯞ ꯑꯃꯁꯨꯡ ꯗꯤꯗꯛꯁꯟꯁꯤꯡ ꯑꯁꯤ ꯏꯅꯚꯦꯁꯃꯦꯟꯇ ꯑꯃꯁꯨꯡ ꯆꯥꯗꯤꯡꯗꯥ ꯄꯨꯛꯅꯤꯡ ꯊꯧꯒꯠꯄꯗꯁꯨ ꯁꯤꯖꯤꯟꯅꯕꯥ ꯌꯥꯏ, ꯃꯁꯤꯅꯥ ꯏꯀꯣꯅꯣꯃꯤꯛ ꯒ꯭ꯔꯣꯠ ꯍꯦꯟꯒꯠꯍꯟꯕꯗꯥ ꯃꯇꯦꯡ ꯄꯥꯡꯕꯥ ꯉꯝꯒꯅꯤ꯫ ꯈꯪꯖꯤꯟꯒꯗꯕꯥ ꯑꯃꯅꯥ, ꯇꯦꯛꯁ ꯑꯁꯤ ꯌꯥꯝꯅꯥ ꯐꯖꯅꯥ ꯊꯕꯛ ꯇꯧꯕꯥ ꯏꯀꯣꯅꯣꯃꯤ ꯑꯃꯒꯤ ꯇꯉꯥꯏꯐꯗꯕꯥ ꯀꯝꯄꯣꯅꯦꯟꯇ ꯑꯃꯅꯤ꯫ ꯃꯈꯣꯏꯅꯥ ꯁꯔꯀꯥꯔꯒꯤ ꯊꯕꯛꯁꯤꯡ ꯄꯥꯡꯊꯣꯛꯅꯕꯥ ꯃꯊꯧ ꯇꯥꯕꯥ ꯁꯦꯟꯊꯣꯛ ꯑꯗꯨ ꯄꯤꯔꯤ ꯑꯃꯁꯨꯡ ꯄꯥꯝꯅꯕꯥ ꯁꯦꯟꯃꯤꯠꯂꯣꯟꯒꯤ ꯂꯝꯆꯠ-ꯁꯥꯖꯠꯁꯤꯡ ꯌꯣꯛꯈꯠꯅꯕꯥ ꯑꯃꯁꯨꯡ ꯈꯨꯟꯅꯥꯏꯒꯤ ꯑꯣꯏꯕꯥ ꯋꯥꯐꯝꯁꯤꯡ ꯊꯦꯡꯅꯕꯗꯥ ꯁꯤꯖꯤꯟꯅꯕꯥ ꯌꯥꯏ꯫